ꯑꯄꯤꯕꯥ ꯍꯤꯔꯝ ꯑꯃꯒꯤ ꯃꯇꯥꯡꯗ ꯋꯥꯔꯤ ꯑꯃ ꯄꯦꯔꯥꯒ꯭ꯔꯥꯐ ꯑꯃꯗ ꯍꯥꯏꯕꯤꯌꯨ꯫ ꯃꯇꯝ ꯑꯃꯗ ꯀ꯭ꯔꯤꯁ꯭ꯇꯦꯜ ꯀ꯭ꯂꯤꯌꯥꯔ ꯏꯁꯤꯡ ꯂꯩꯕꯥ ꯑꯉꯛꯄ ꯄꯨꯈ꯭ꯔꯤ ꯑꯃꯗ ꯑꯄꯤꯛꯄ ꯑꯃꯁꯨꯡ ꯑꯦꯗꯚꯦꯟꯆꯔ ꯑꯣꯏꯕ ꯐ꯭ꯔꯣꯛ ꯑꯃ ꯂꯩꯔꯝꯃꯤ꯫ ꯐ꯭ꯔꯣꯛ ꯑꯗꯨꯅ ꯄꯨꯈ꯭ꯔꯤꯒꯤ ꯐꯖꯕ ꯑꯗꯨ ꯁꯦꯝꯖꯤꯟ ꯁꯥꯖꯤꯟꯕꯗ, ꯃꯇꯝ ꯄꯨꯝꯅꯃꯛꯇ ꯃꯍꯥꯛꯀꯤ ꯄꯨꯈ꯭ꯔꯤꯒꯤ ꯃꯄꯥꯟꯗ ꯂꯩꯔꯒ ꯑꯆꯧꯕ ꯃꯥꯂꯦꯝ ꯑꯁꯤꯒꯤ ꯃꯔꯝꯗ ꯈꯟꯈꯤ꯫ ꯅꯨꯃꯤꯠꯀꯤ ꯃꯉꯥꯜꯅ ꯊꯜꯂꯕ ꯅꯨꯃꯤꯠ ꯑꯃꯗ ꯃꯍꯥꯛ ꯄꯨꯈ꯭ꯔꯤꯗꯒꯤ ꯂꯥꯞꯅ ꯊꯣꯔꯛꯈꯤ ꯑꯃꯁꯨꯡ ꯑꯦꯗꯚꯦꯟꯆꯔ ꯊꯤꯕ ꯁꯤꯡꯊꯥꯅꯤꯡꯉꯥꯏ ꯑꯣꯏ ꯑꯣꯏꯕ ꯈꯣꯡꯆꯠ ꯑꯃ ꯆꯠꯈꯤ꯫ ꯃꯍꯥꯛꯅ ꯃꯈꯥ ꯇꯥꯅ ꯆꯠꯊꯣꯛ-ꯆꯠꯁꯤꯟ ꯇꯧꯔꯛꯄꯒ ꯂꯣꯢꯅꯅ ꯑꯇꯣꯞꯄꯥ ꯁꯥ-ꯁꯟꯁꯤꯡꯒ ꯎꯅꯈꯤ ꯑꯃꯁꯨꯡ ꯃꯈꯜ ꯈꯨꯗꯤꯡꯃꯛꯀꯤ ꯃꯐꯝꯁꯤꯡ, ꯀ꯭ꯔꯤꯛꯁꯤꯡ, ꯏꯁꯤꯡ ꯇꯨꯡꯁꯤꯟꯕ ꯃꯐꯝꯁꯤꯡ ꯑꯃꯁꯨꯡ ꯂꯧꯕꯨꯛꯁꯤꯡ ꯌꯦꯡꯁꯤꯟꯈꯤ, ꯑꯗꯨꯕꯨ ꯃꯍꯥꯛꯀꯤ ꯄꯨꯈ꯭ꯔꯤꯒꯨꯝꯅ ꯃꯤꯠꯌꯦꯡ ꯊꯝꯕ ꯑꯃꯠꯇ ꯂꯩꯈꯤꯗꯦ꯫ ꯅꯨꯃꯤꯠ ꯈꯨꯗꯤꯡꯒꯤ ꯃꯍꯥꯛꯅ ꯃꯍꯥꯛꯀꯤ ꯌꯨꯝ ꯑꯗꯨ ꯍꯦꯟꯅ ꯅꯤꯡꯁꯤꯡꯂꯝꯃꯤ꯫ ꯑꯔꯣꯏꯕꯗꯥ ꯃꯍꯥꯛꯅ ꯃꯍꯥꯛꯀꯤ ꯃꯁꯥꯒꯤ ꯌꯨꯝꯒꯤ ꯅꯨꯡꯉꯥꯏꯕꯒ ꯆꯥꯡꯗꯝꯅꯕ ꯉꯝꯕ ꯑꯇꯣꯞꯄ ꯃꯐꯝ ꯑꯃꯠꯇ ꯂꯩꯇꯦ ꯍꯥꯏꯕ ꯈꯪꯂꯛꯈꯤ, ꯑꯃꯁꯨꯡ ꯃꯍꯥꯛꯀꯤ ꯄꯨꯈ꯭ꯔꯤꯗ ꯍꯜꯂꯛꯈꯤ꯫ ꯃꯇꯝ ꯑꯗꯨ ꯑꯗꯨꯗꯒꯤ ꯍꯧꯅꯥ ꯐ꯭ꯔꯣꯛ ꯑꯗꯨ ꯅꯨꯡꯉꯥꯏꯅ ꯍꯤꯡꯈꯤ ꯑꯃꯁꯨꯡ ꯃꯍꯥꯛꯅ ꯃꯍꯥꯛꯀꯤ ꯄꯨꯈ꯭ꯔꯤ ꯑꯗꯨ ꯑꯃꯨꯛ ꯍꯟꯅ ꯊꯥꯗꯣꯛꯈꯤꯗ꯭ꯔꯕꯁꯨ ꯃꯍꯥꯛꯅ ꯊꯦꯡꯅꯈꯤꯕꯥ ꯑꯦꯗꯚꯦꯟꯆꯔꯁꯤꯡ ꯑꯃꯁꯨꯡ ꯃꯍꯥꯛꯅ ꯁꯦꯝꯈꯤꯕ ꯅꯤꯡꯁꯤꯡꯕꯁꯤꯡ ꯑꯗꯨꯗ ꯃꯍꯥꯛ ꯅꯨꯡꯉꯥꯏꯕ ꯐꯥꯎꯈꯤ꯫ ꯁꯥꯏꯕꯔꯕꯨꯂꯤꯡꯒꯤ ꯄ꯭ꯔꯣꯕ꯭ꯂꯦꯝ ꯑꯗꯨꯒꯤ ꯁꯣꯂꯨꯁꯟ ꯑꯃ ꯄ꯭ꯔꯄꯣꯖ ꯇꯧꯕ꯫ ꯁꯥꯏꯕꯔꯕꯨꯂꯤꯡ ꯑꯁꯤ ꯃꯤꯑꯣꯏ ꯑꯃꯗ, ꯃꯔꯨꯑꯣꯢꯅ ꯇꯤꯟꯑꯦꯖꯔꯁꯤꯡ ꯑꯃꯁꯨꯡ ꯅꯍꯥ ꯑꯣꯏꯔꯤꯕ ꯑꯍꯜꯁꯤꯡꯗ, ꯈ꯭ꯋꯥꯏꯗꯒꯤ ꯀꯃꯟ ꯑꯣꯏꯅ ꯇꯥꯔꯒꯦꯠ ꯇꯧꯕ ꯌꯥꯕ ꯁꯥꯊꯤꯕ ꯏꯁꯨ ꯑꯃꯅꯤ꯫ ꯏꯁꯨ ꯑꯁꯤ ꯀꯣꯛꯍꯟꯅꯕ ꯂꯧꯈꯠꯄ ꯌꯥꯕ ꯈꯣꯡꯊꯥꯡ ꯀꯌꯥ ꯂꯩ: ꯑꯦꯖꯨꯀꯦꯁꯟ: ꯁꯥꯏꯕꯔꯕꯨꯂꯤꯡ ꯊꯦꯡꯅꯕꯒꯤ ꯈ꯭ꯋꯥꯏꯗꯒꯤ ꯃꯔꯨꯑꯣꯏꯕ ꯄꯥꯝꯕꯩ ꯑꯃꯗꯤ ꯑꯦꯖꯨꯀꯦꯁꯟꯅꯤ꯫ ꯁ꯭ꯀꯨꯜꯁꯤꯡ, ꯀꯝꯃꯨꯅꯤꯇꯤ ꯑꯣꯔꯒꯥꯅꯥꯏꯖꯦꯁꯟ ꯑꯝ ꯁꯤꯡ ꯑꯃꯁꯨꯡ ꯃꯃꯥ-ꯃꯄꯥꯁꯤꯡꯅ ꯑꯉꯥꯡꯁꯤꯡꯗ ꯑꯣꯟꯂꯥꯏꯟꯒꯤ ꯂꯝꯆꯠ-ꯁꯥꯖꯠ ꯑꯃꯁꯨꯡ ꯁꯥꯏꯕꯔꯕꯨꯂꯤꯡꯒꯤ ꯐꯜꯁꯤꯡꯒꯤ ꯃꯇꯥꯡꯗ ꯈꯪꯍꯟꯒꯗꯕꯅꯤ꯫ ꯑꯉꯥꯡꯁꯤꯡꯗ ꯑꯇꯣꯞꯄꯁꯤꯡꯒ ꯂꯣꯢꯅꯅ ꯏꯀꯥꯏ ꯈꯨꯝꯅꯕꯥ ꯎꯠꯄ ꯑꯃꯁꯨꯡ ꯀꯔꯤꯒꯨꯝꯕ ꯑꯃꯠꯇ ꯑꯣꯟꯂꯥꯏꯟꯗ ꯄꯣꯁ꯭ꯠ ꯇꯧꯗ꯭ꯔꯤꯉꯩꯗꯥ ꯃꯈꯣꯏꯒꯤ ꯋꯥꯍꯩ ꯑꯃꯁꯨꯡ ꯊꯕꯛꯁꯤꯡꯒꯤ ꯏꯝꯄꯦꯛ ꯑꯗꯨ ꯈꯟꯅ ꯈꯟꯅꯅꯕ ꯇꯝꯕꯤꯒꯗꯕꯅꯤ꯫ ꯌꯦꯡꯁꯤꯟꯕꯥ: ꯃꯥ ꯃꯃꯥ-ꯃꯄꯥ ꯑꯃꯁꯨꯡ ꯑꯦꯖꯨꯀꯦꯇꯔꯁꯤꯡꯅ ꯑꯉꯥꯡꯁꯤꯡꯒꯤ ꯑꯣꯟꯂꯥꯏꯟ ꯑꯦꯛꯇꯤꯚꯤꯇꯤꯁꯤꯡ ꯌꯦꯡꯁꯤꯟꯗꯨꯅꯥ ꯁꯥꯏꯕꯔꯕꯨꯂꯤꯡꯒꯤ ꯈꯨꯗꯝꯁꯤꯡ ꯌꯦꯡꯒꯗꯕꯅꯤ꯫ ꯃꯁꯤꯗ ꯁꯣꯁꯤꯑꯦꯜ ꯃꯤꯗꯤꯌꯥ ꯑꯦꯀꯥꯎꯟꯁꯤꯡ ꯌꯦꯡꯁꯤꯟꯕꯥ, ꯇꯦꯛ ꯃꯦꯁꯦꯖꯁꯤꯡ ꯆꯦꯛ ꯇꯧꯕ, ꯑꯃꯁꯨꯡ ꯕ꯭ꯔꯥꯎꯖꯤꯡ ꯍꯤꯁꯇ꯭ꯔꯤ ꯌꯦꯡꯁꯤꯟꯕꯥ ꯌꯥꯎꯔꯤ꯫ ꯀꯔꯤꯒꯨꯝꯕꯥ ꯑꯉꯥꯡꯁꯤꯡꯅ ꯃꯈꯣꯏꯕꯨ ꯃꯣꯅꯤꯇꯔ ꯇꯧꯔꯤ ꯍꯥꯏꯕ ꯈꯪꯂꯕꯗꯤ, ꯃꯈꯣꯏꯅ ꯁꯥꯏꯕꯔꯕꯨꯂꯤꯡꯒꯤ ꯂꯞꯆꯠ-ꯁꯥꯖꯠꯇ ꯁꯔꯨꯛ ꯌꯥꯕ ꯍꯟꯊꯔꯛꯄ ꯌꯥꯏ꯫ ꯔꯤꯄꯣꯔꯠ ꯇꯧꯕ: ꯁꯣꯁꯦꯜ ꯃꯦꯗꯤꯌꯥ ꯄ꯭ꯂꯦꯠꯐꯣꯔꯝꯁꯤꯡ ꯑꯃꯁꯨꯡ ꯑꯇꯩ ꯑꯣꯟꯂꯥꯏꯟ ꯀꯝꯃꯨꯅꯤꯇꯤꯁꯤꯡꯗ ꯁꯥꯏꯕꯔꯕꯨꯂꯤꯡꯒꯤ ꯃꯇꯥꯡ ꯃꯌꯦꯛ ꯁꯦꯡꯕ ꯑꯃꯁꯨꯡ ꯊꯨꯅꯥ ꯔꯤꯄꯣꯔꯠ ꯇꯧꯕꯒꯤ ꯃꯦꯀꯥꯅꯤꯖꯝꯁꯤꯡ ꯂꯩꯒꯗꯕꯅꯤ꯫ ꯌꯨꯖꯔꯁꯤꯡꯅ ꯃꯈꯣꯢꯅ ꯎꯔꯤꯕ ꯁꯥꯏꯕꯔꯕꯨꯂꯤꯡꯒꯤ ꯊꯧꯗꯣꯛ ꯑꯃꯍꯦꯛꯇꯕꯨ ꯔꯤꯄꯣꯔꯠ ꯇꯧꯅꯕ ꯄꯨꯛꯅꯤꯡ ꯊꯧꯒꯠꯀꯗꯕꯅꯤ, ꯑꯃꯁꯨꯡ ꯄ꯭ꯂꯦꯠꯐꯣꯔꯝ ꯑꯦꯗꯃꯤꯅꯤꯁꯇ꯭ꯔꯦꯇꯔꯁꯤꯡꯅ ꯃꯥꯡ-ꯇꯥꯛꯅꯤꯡꯉꯥꯏ ꯑꯣꯏꯕ ꯀꯟꯇꯦꯟꯁꯤꯡ ꯂꯧꯊꯣꯛꯅꯕ ꯑꯃꯁꯨꯡ ꯗꯥꯏꯇꯥ ꯂꯧꯔꯤꯕ ꯃꯤꯑꯣꯏꯁꯤꯡꯗ ꯆꯩꯔꯥꯛ ꯄꯤꯅꯕꯥ ꯌꯥꯝꯅ ꯊꯨꯅꯥ ꯊꯕꯛ ꯄꯥꯢꯈꯠꯀꯗꯕꯅꯤ꯫ ꯁꯞ ꯁꯄꯣꯔꯠ: ꯁꯥꯏꯕꯔꯕꯨꯂꯤꯡꯒꯤ ꯚꯤꯛꯇꯤꯝꯁꯤꯡꯗ ꯑꯦꯕ꯭ꯌꯨꯖ ꯑꯗꯨꯒꯤ ꯏꯃꯣꯁꯅꯦꯜ ꯏꯝꯄꯦꯛ ꯑꯗꯨ ꯊꯦꯡꯅꯕꯗ ꯃꯇꯦꯡ ꯄꯥꯡꯅꯕ ꯁꯄꯣꯔꯠ ꯄꯤꯒꯗꯕꯅꯤ꯫ ꯃꯁꯤꯗ ꯀꯥꯎꯟꯁꯦꯂꯤꯡ, ꯊꯦꯔꯥꯄꯤ ꯅꯠꯇ꯭ꯔꯒ ꯊꯥꯖꯕ ꯌꯥꯕ ꯃꯔꯨꯞ ꯅꯠꯇ꯭ꯔꯒ ꯏꯃꯨꯡꯒꯤ ꯃꯤꯑꯣꯏ ꯑꯃꯗꯒꯤ ꯁꯄꯣꯔꯠ ꯌꯥꯎꯕ ꯌꯥꯏ꯫ ꯂꯦ ꯂꯦꯖꯤꯁꯂꯦꯁꯟ: ꯁꯔꯀꯥꯔꯁꯤꯡꯅ ꯁꯥꯏꯕꯔꯕꯨꯂꯤꯡ ꯑꯁ ꯆꯩꯔꯥꯛ ꯄꯤꯕ ꯌꯥꯕ ꯑꯣꯐꯦꯟꯁ ꯑꯃ ꯑꯣꯏꯍꯟꯅ ꯑꯣꯏꯍꯟꯕ ꯉꯝꯕ ꯑꯥꯏꯟꯁꯤꯡ ꯁꯦꯝꯅꯕ ꯈꯟꯅꯒꯗꯕꯅꯤ꯫ ꯃꯁꯤꯅ ꯁꯥꯏꯕꯔꯕꯨꯂꯤꯡ ꯑꯁꯤ ꯌꯥꯕ ꯉꯝꯗꯦ ꯑꯃꯁꯨꯡ ꯌꯥꯔꯣꯏ ꯍꯥꯏꯕꯒꯤ ꯑꯀꯟꯕꯥ ꯄꯥꯎꯖꯦꯜ ꯑꯃ ꯄꯤꯒꯅꯤ꯫ ꯁꯥꯏꯕꯔꯕꯨꯂꯤꯡ ꯊꯦꯡꯅꯕꯗꯥ ꯑꯦꯖꯨꯀꯦꯁꯟ, ꯃꯣꯅꯤꯇꯔꯤꯡ, ꯔꯤꯄꯣꯔꯇꯤꯡ, ꯁꯄꯣꯔꯠ ꯑꯃꯁꯨꯡ ꯂꯦꯖꯤꯁꯂꯦꯁꯟ ꯌꯥꯎꯕ ꯃꯜꯇꯤ-ꯄ꯭ꯔꯣꯟꯖ ꯑꯦꯄ꯭ꯔꯣꯁ ꯑꯃ ꯃꯊꯧ ꯇꯥꯏ꯫ ꯄꯨꯟꯅꯥ ꯊꯕꯛ ꯇꯧꯃꯤꯟꯅꯗꯨꯅ ꯑꯩꯈꯣꯏꯅ ꯍꯦꯟꯅ ꯁꯥꯐꯕ ꯑꯣꯟꯂꯥꯏꯟ ꯀꯝꯃꯨꯅꯤꯇꯤꯁꯤꯡ ꯁꯦꯝꯒꯠꯄ ꯉꯝꯒꯅꯤ ꯑꯃꯁꯨꯡ ꯁꯥꯏꯕꯔꯕꯨꯂꯤꯡ ꯊꯤꯡꯕꯗꯥ ꯃꯇꯦꯡ ꯄꯥꯡꯕ ꯉꯝꯒꯅꯤ꯫